ꯌꯨꯅꯥꯏꯇꯦꯗ ꯁ꯭ꯇꯦꯠ ꯇ ꯀꯜꯆꯔꯦꯜ ꯗꯥꯏꯕꯔꯁꯤꯇꯤꯒꯤ ꯈꯨꯗꯝ ꯑꯅꯤ ꯄꯤꯌꯨ꯫ ꯂꯣꯜ: ꯌꯨꯅꯥꯏꯇꯦꯗ ꯁ꯭ꯇꯦꯠ ꯑꯁꯤ ꯂꯣꯜ ꯃꯈꯜ ꯃꯈꯜ ꯂꯩꯕ ꯂꯩꯕꯥꯛ ꯑꯃꯅꯤ ꯑꯃꯁꯨꯡ ꯃꯐꯝ ꯑꯗꯨꯒꯤ ꯔꯦꯁꯤꯗꯦꯟꯇꯁꯤꯡꯅꯥ ꯇꯣꯉꯥꯟ ꯇꯣꯉꯥꯟꯕ ꯂꯣꯜ ꯂꯤꯁꯤꯡ ꯀꯌꯥ ꯉꯥꯡꯏ꯫ ꯏꯪꯂꯤꯁ ꯑꯁꯤ ꯑꯣꯐꯤꯁꯤꯑꯦꯜ ꯂꯣꯜ ꯑꯣꯏꯔꯕꯁꯨ ꯁ꯭ꯄꯦꯅꯤꯁꯁꯨ ꯄꯥꯛ ꯁꯟꯅꯥ ꯉꯥꯡꯅꯩ ꯑꯃꯁꯨꯡ ꯃꯐꯝ ꯈꯔꯗ ꯆꯥꯏꯅꯥ, ꯐ꯭ꯔꯥꯟꯆ, ꯖꯔꯃꯅꯤ, ꯔꯨꯁꯤꯌꯥꯟ ꯑꯃꯁꯨꯡ ꯑꯇꯩ ꯂꯣꯜꯁꯤꯡ ꯉꯥꯡꯂꯤꯕ ꯃꯤꯑꯣꯏꯁꯤꯡ ꯃꯌꯥꯝ ꯑꯃ ꯎꯕꯥ ꯐꯪꯒꯅꯤ꯫ ꯌꯨꯅꯥꯏꯇꯦꯗ ꯁ꯭ꯇꯦꯗ ꯇꯥ ꯑꯇꯣꯞꯄꯗꯒꯤ ꯂꯥꯛꯄ ꯀꯥꯡꯂꯨꯞ ꯀꯌꯥꯒꯤ ꯃꯌꯨꯝ ꯑꯣꯏꯔꯤ ꯑꯞ ꯃꯈꯣꯢꯅ ꯃꯈꯣꯢꯒꯤ ꯃꯃꯥꯂꯣꯟ ꯉꯥꯛꯗꯨꯅ ꯊꯝꯂꯤ ꯑꯃꯁꯨꯡ ꯃꯈꯣꯢꯒꯤ ꯑꯉꯥꯡꯁꯤꯡꯗ ꯌꯧꯍꯜꯂꯤ ꯃꯁꯤꯅ ꯂꯣꯜꯁꯤꯡꯒꯤ ꯈꯦꯠꯅꯕꯁꯤꯡ ꯏꯅꯥꯛ ꯈꯨꯜꯂꯕ ꯇꯦꯄꯦꯁꯇ꯭ꯔꯤ ꯑꯃꯥ ꯁꯦꯝꯒꯠꯂꯤ꯫ ꯆꯥꯅꯕ ꯆꯤꯟꯖꯥꯛ: ꯌꯨꯅꯥꯏꯇꯦꯗ ꯁ꯭ꯇꯦꯗ ꯅꯥ ꯃꯈꯣꯢꯒꯤ ꯌꯥꯝꯅ ꯇꯣꯞ ꯇꯣꯞꯄ ꯆꯤꯟꯖꯥꯛꯀꯤꯗꯃꯛ ꯈꯡꯅꯩ꯫ ꯈꯥ ꯊꯪꯕꯥ ꯂꯝꯗꯝꯒꯤ ꯁꯣꯜ ꯐꯨꯗ, ꯀꯦꯖꯨꯡ ꯑꯃꯁꯨꯡ ꯕꯤꯕꯤꯀꯤꯎ ꯗꯒꯤ ꯍꯧꯔꯒ ꯑꯋꯥꯡ-ꯅꯣꯡꯄꯣꯛꯀꯤ ꯁꯃꯨꯗ꯭ꯔꯒꯤ ꯆꯥꯛ ꯊꯣꯡꯕꯁꯤꯡ ꯐꯥꯎꯕ ꯃꯤꯗꯋꯦꯁꯇꯔꯒꯤ ꯃꯅꯥ-ꯃꯁꯤꯡ ꯑꯃꯁꯨꯡ ꯑꯥꯂꯨꯗꯒꯤ ꯍꯧꯔꯒ ꯈꯥ-ꯅꯣꯡꯄꯣꯛ ꯊꯪꯕ ꯇꯦꯛꯁ-ꯃꯦꯛꯁ ꯐꯥꯎꯕ ꯂꯝꯗꯝ ꯈꯨꯗꯤꯡꯃꯛꯀꯤ ꯃꯁꯥꯒꯤ ꯑꯣꯏꯕ ꯇꯣꯞ ꯇꯣꯞꯄ ꯑꯃꯁꯨꯡ ꯃꯆꯤ ꯑꯣꯏꯕ ꯆꯥꯛꯆꯥ-ꯏꯊꯛꯁꯤꯡ ꯂꯩ꯫ ꯔꯤꯖꯅꯦꯜ ꯀ꯭ꯌꯨꯏꯖꯁꯤꯡꯒꯤ ꯃꯊꯛꯇ ꯑꯆꯧꯕ ꯁꯍꯔꯁꯤꯡꯗ ꯑꯌꯥꯝꯕꯅ ꯃꯈꯜ ꯀꯌꯥꯒꯤ ꯏꯟꯇꯔꯅꯦꯁꯅꯦꯜ ꯔꯦꯁꯇꯣꯔꯦꯟꯇꯁꯤꯡ ꯂꯩ ꯃꯁꯤꯅ ꯇꯣꯉꯥꯟ ꯇꯣꯉꯥꯟꯕ ꯂꯝꯗꯒꯤ ꯂꯥꯛꯄ ꯃꯤꯁꯤꯡꯒꯤ ꯃꯃꯤ ꯇꯥꯔꯤ꯫ ꯌꯨꯅꯥꯏꯇꯦꯗ ꯁ꯭ꯇꯦꯗ ꯇꯥ ꯑꯗꯣꯝꯅ ꯑꯆꯨꯝꯕ ꯏꯇꯥꯂꯤꯒꯤ, ꯚꯥꯔꯇꯀꯤ, ꯆꯥꯏꯅꯥꯒꯤ, ꯃꯦꯛꯁꯤꯀꯥꯟ, ꯏꯊꯤꯑꯣꯄꯤꯌꯥꯟ, ꯒ꯭ꯔꯤꯛ ꯑꯃꯁꯨꯡ ꯑꯇꯣꯞꯄ ꯃꯈꯜ ꯀꯌꯥꯒꯤ ꯆꯥꯛꯆꯥ-ꯏꯊꯛꯁꯤꯡ ꯐꯪꯒꯅꯤ꯫ ꯌꯨꯅꯥꯏꯇꯦꯗ ꯁ꯭ꯇꯦꯇꯁꯀꯤ ꯃꯔꯤꯁꯨꯕ ꯔꯥꯁꯇ꯭ꯔꯥꯞꯇꯤꯒꯤ ꯃꯔꯝꯗ ꯏꯟꯐꯣꯔꯃꯦꯁꯟ ꯐꯪꯕꯤꯌꯨ꯫ ꯑꯃꯦꯔꯤꯀꯥꯒꯤ ꯃꯔꯤꯁꯨꯕ ꯔꯥꯁꯇ꯭ꯔꯥꯄꯇꯤ ꯖꯦꯃꯁ ꯃꯦꯗꯤꯁꯟꯅꯤ꯫ ꯃꯍꯥꯛ ꯌꯨꯅꯥꯏꯇꯦꯗ ꯁ꯭ꯇꯦꯗ ꯀꯤ ꯁꯪꯕꯤꯙꯥꯟꯒꯤ ꯈ꯭ꯋꯥꯏꯗꯒꯤ ꯃꯃꯤꯡ ꯆꯠꯄ ꯑꯥꯔꯀꯤꯇꯦꯀꯆꯔꯒꯤ ꯃꯅꯨꯡꯗ ꯑꯃꯅꯤ ꯑꯃꯁꯨꯡ ꯑꯌꯥꯝꯕꯅ ꯃꯍꯥꯛꯄꯨ "ꯀꯟꯁꯇꯤꯇ꯭ꯌꯨꯁꯟꯒꯤ ꯃꯄꯥ" ꯍꯥꯢꯅ ꯀꯧꯏ꯫ ꯃꯦꯗꯤꯁꯟ ꯑꯁꯤ ꯌꯨꯅꯥꯏꯇꯦꯗ ꯁ꯭ꯇꯦꯇꯀꯤ ꯄꯨꯊꯣꯛꯈꯤꯕ ꯃꯄꯥꯁꯤꯡꯒꯤ ꯃꯅꯨꯡꯗ ꯑꯃꯅꯤ ꯍꯥꯢꯅ ꯂꯧꯅꯔꯤꯕ ꯁ꯭ꯇꯦꯇꯃꯦꯟ, ꯗꯤꯄ꯭ꯂꯣꯃꯦꯠ, ꯑꯦꯛꯁꯄꯥꯟꯁꯟ ꯑꯃꯁꯨꯡ ꯐꯤꯂꯣꯁꯣꯐꯔ ꯑꯃꯅꯤ꯫ ꯃꯍꯥꯛꯅ ꯑꯃꯦꯔꯤꯀꯥꯒꯤ ꯔꯤꯚꯣꯂꯨꯁꯟꯗ ꯃꯔꯨꯑꯣꯏꯕ ꯊꯧꯗꯥꯡ ꯂꯧꯈꯤ ꯑꯃꯁꯨꯡ ꯕꯤꯜ ꯑꯣꯐ ꯔꯥꯏꯠꯁꯀꯤ ꯃꯔꯨꯑꯣꯏꯕ ꯑꯥꯔꯀꯤꯇꯦꯛꯆꯔꯤ ꯃꯅꯨꯡꯗ ꯑꯃꯅꯤ꯫ ꯃꯍꯥꯛꯀꯤ ꯄ꯭ꯔꯥꯁꯤꯗꯦꯟꯇ ꯑꯣꯏꯔꯤꯗ꯭ꯔꯤꯉꯩ ꯃꯃꯥꯡꯗ ꯃꯦꯗꯤꯁꯟꯅ ꯚꯥꯔꯖꯤꯅꯤꯌꯥ ꯍꯥꯎꯁ ꯑꯣꯐ ꯗꯦꯂꯤꯒꯦꯠ ꯑꯃꯁꯨꯡ ꯀꯟꯇꯤꯅꯦꯟꯇꯜ ꯀꯪꯒ꯭ꯔꯦꯁꯀꯤ ꯃꯦꯝꯕꯔ ꯑꯃ ꯑꯣꯏꯅ ꯊꯕꯛ ꯇꯧꯈꯤ꯫ ꯃꯍꯥꯛ ꯔꯥꯁꯇ꯭ꯔꯥꯄꯇꯤ ꯊꯣꯃꯥꯁ ꯖꯦꯐꯔꯁꯟꯒꯤ꯫